ꯀꯥꯡꯂꯨꯞꯁꯤꯡ ꯆꯥꯔꯧ ꯃꯧꯔꯧꯅꯕ ꯀꯥꯁꯠ ꯃꯦꯔꯤꯌꯦꯖ ꯂꯩꯉꯥꯛꯅ ꯄꯨꯛꯅꯤꯡ ꯊꯧꯒꯠꯄ ꯆꯨꯝꯒꯅꯤ ꯏꯟꯗꯤꯌꯥꯒꯤ ꯑꯋꯥꯡ ꯅꯣꯡꯄꯣꯛ ꯊꯪꯕ ꯁꯔꯨꯛꯇ ꯂꯩꯔꯤꯕ ꯁꯨꯞꯅꯇꯒꯤ ꯁꯀ꯭ꯋꯥꯔ ꯀꯤꯂꯣꯃꯤꯇꯔ ꯂꯤꯁꯤꯡ ꯀꯨꯟꯅꯤꯊꯣꯏ ꯒꯥ ꯆꯍꯨꯝꯒ ꯀꯨꯟ ꯇꯔꯦꯠꯔꯣꯝ ꯄꯥꯛ-ꯆꯥꯎꯕ ꯃꯅꯤꯄꯨꯔꯗ ꯇꯣꯉꯥꯟ ꯇꯣꯉꯥꯅꯕ ꯐꯨꯔꯨꯞ ꯀꯨꯟꯊ ꯍꯦꯟꯕꯅ ꯈꯨꯟꯗꯥ ꯂꯩꯇꯥꯗꯨꯅ ꯂꯩꯃꯤꯟꯅꯔꯛꯂꯤ꯫ ꯇꯣꯉꯥꯟ ꯇꯣꯉꯥꯟꯕ ꯂꯣꯟ ꯉꯥꯡꯕ, ꯂꯥꯏꯅꯤꯡ-ꯂꯥꯏꯁꯣꯟ ꯃꯥꯟꯅꯗꯕ ꯐꯨꯔꯨꯞꯁꯤꯡ ꯑꯁꯤꯒꯤ ꯃꯅꯨꯡꯗ ꯃꯤꯇꯩꯁꯤꯡꯅ ꯃꯁꯤꯡ ꯈ꯭ꯋꯥꯏꯗꯒꯤ ꯌꯥꯝꯕ ꯐꯨꯔꯨꯞ ꯑꯣꯏꯔꯤ꯫ ꯅꯤꯡꯁꯤꯡꯕ ꯊꯣꯛꯇ꯭ꯔꯤꯉꯩ ꯃꯇꯝꯗꯒꯤ ꯍꯧꯅ ꯀꯥꯡꯂꯨꯞꯁꯤꯡ ꯑꯁꯤ ꯃꯆꯤꯟ ꯃꯅꯥꯎꯒꯨꯝ ꯅꯨꯡꯁꯤ ꯆꯥꯟꯅꯅ ꯂꯩꯃꯤꯟꯅꯔꯛꯏ꯫ ꯂꯩꯕꯥꯛ ꯑꯁꯤꯅ ꯊꯦꯡꯈꯥꯡ ꯀꯌꯥꯔꯛꯇ ꯑꯋꯥꯕ ꯅꯡꯈꯤꯕ ꯊꯧꯗꯣꯛꯁꯤꯡꯗ ꯀꯥꯡꯂꯨꯞ ꯑꯃꯅ ꯀꯥꯡꯂꯨꯞ ꯑꯃꯒꯤ ꯃꯇꯦꯡꯄꯥꯡꯅꯗꯨꯅ ꯃꯆꯤꯟ ꯃꯅꯥꯎ ꯑꯣꯏꯕꯒꯤ ꯃꯔꯤ ꯎꯠꯇꯨꯅ ꯂꯥꯛꯈꯤ꯫ ꯆꯍꯤ ꯇꯔꯦꯠ ꯈꯨꯟꯇꯥꯛꯇꯨꯅ ꯀꯥꯡ-ꯈꯣꯡ ꯆꯥꯏꯔꯕ ꯂꯩꯕꯥꯛ ꯑꯃ ꯑꯣꯏꯔꯛꯄ ꯃꯇꯝꯗ ꯊꯧꯅ ꯐꯔꯕ ꯃꯤꯇꯩ ꯀꯌꯥꯃꯔꯨꯝ ꯆꯤꯡꯃꯤꯁꯤꯡꯅ ꯆꯪꯖꯐꯝ ꯄꯤꯗꯨꯅ ꯌꯣꯛꯄꯤ ꯊꯥꯛꯄꯤꯈꯤ꯫ ꯑꯁꯨꯝꯅ ꯅꯨꯡꯁꯤ-ꯆꯥꯟꯅꯅ ꯂꯩꯃꯤꯟꯅꯔꯛꯄ ꯁ꯭ꯇꯦꯠ ꯑꯁꯤꯗ ꯍꯧꯈꯤꯕ ꯆꯍꯤ ꯇꯔꯥ ꯇꯔꯦꯠ ꯒꯤ ꯃꯃꯥꯡꯗꯒꯤ ꯍꯧꯅ ꯃꯆꯤꯟ ꯃꯅꯥꯎ ꯑꯣꯏꯔꯤꯕ ꯆꯤꯡꯃꯤ ꯇꯝꯃꯤꯒꯤ ꯃꯔꯛꯇ ꯅꯨꯡꯁꯤꯅꯗꯅꯕ ꯀꯅꯥꯒꯨꯝꯕ ꯈꯔꯅ ꯍꯨ ꯀꯥꯝꯁꯤꯟꯗꯨꯅ ꯈꯥꯏꯕꯨꯡ ꯈꯥꯏꯕꯨꯡ ꯇꯥꯅꯕꯒꯤ ꯐꯤꯚꯝ ꯑꯃ ꯍꯧꯖꯤꯛ ꯆꯠꯊꯔꯤ꯫ ꯐꯤꯚꯝ ꯑꯁꯤ ꯑꯐꯕ ꯅꯠꯇꯦ, ꯃꯇꯝ ꯂꯩꯔꯤꯉꯩꯗ ꯑꯁꯣꯏꯕꯁꯤꯡ ꯆꯨꯝꯊꯣꯛꯅꯗꯨꯅ ꯑꯃꯠꯇ ꯑꯣꯏꯕ ꯋꯥꯈꯜꯂꯣꯅ ꯁꯥꯒꯠꯃꯤꯟꯅꯍꯧꯗ꯭ꯔꯕꯗꯤ ꯏꯔꯥꯡꯅ ꯊꯜꯂꯕ ꯁ꯭ꯇꯦꯠ ꯑꯃ ꯑꯣꯏꯍꯟꯗꯨꯅ ꯆꯥꯎꯈꯠ ꯊꯧꯔꯥꯡꯗ ꯑꯄꯟꯕ ꯀꯌꯥꯃꯔꯨꯝ ꯊꯣꯛꯀꯅꯤ꯫ ꯄꯨꯋꯥꯔꯤꯒꯤ ꯑꯁꯣꯏꯕ, ꯑꯔꯥꯟꯕ ꯊꯧꯗꯣꯛ ꯃꯇꯦꯛ ꯀꯌꯥꯅ ꯇꯣꯈꯥꯏ ꯇꯥꯕ ꯄꯥꯝꯕ, ꯂꯩꯕꯥꯛ ꯑꯁꯤꯒꯤ ꯑꯄꯨꯟꯕ ꯁꯛꯇꯝ ꯊꯨꯚꯥꯏꯕ ꯄꯥꯝꯕ ꯀꯥꯡꯕꯨꯁꯤꯡꯅ ꯈꯨꯠꯂꯥꯏ ꯑꯣꯏꯅ ꯁꯤꯖꯤꯟꯅꯔꯒ ꯉꯥꯏꯍꯥꯛ ꯂꯩꯇꯅ ꯁ꯭ꯇꯦꯠ ꯑꯁꯤꯗ ꯏꯔꯥꯡꯊꯣꯛꯅꯕ ꯁꯤꯜꯂꯤ꯫ ꯃꯤꯑꯣꯏꯕ ꯍꯥꯏꯕꯁꯤꯗꯤ ꯅꯨꯡꯉꯥꯏꯕ-ꯑꯋꯥꯕ ꯑꯃꯗꯤ ꯄꯦꯟꯗꯕ-ꯑꯄꯦꯟꯕ ꯀꯌꯥꯃꯔꯨꯝ ꯂꯩꯕ ꯍꯥꯏꯕꯁꯤ ꯍꯧꯅꯁꯥꯅꯤ꯫ ꯑꯗꯨꯕꯨ ꯑꯩꯈꯣꯏꯅ ꯈꯪꯒꯗꯕꯗꯤ ꯑꯄꯨꯟꯕ ꯁꯛꯇꯝ, ꯅꯨꯡꯉꯥꯏ ꯌꯥꯏꯐꯅ ꯂꯩꯕ ꯍꯥꯏꯕ ꯋꯥꯈꯜꯂꯣꯟ ꯑꯁꯤꯗ ꯆꯠꯂꯕꯗꯤ ꯁ꯭ꯇꯦꯠ ꯑꯁꯤ ꯏꯪ ꯇꯞꯄ ꯑꯣꯏꯒꯅꯤ꯫ ꯃꯤꯑꯣꯏꯕ ꯍꯥꯏꯕꯁꯤ ꯁꯤꯕ ꯅꯥꯏ, ꯑꯃꯈꯛꯇꯃꯛ ꯄꯣꯛꯄ ꯃꯆꯥꯅꯨꯄꯥ ꯂꯩꯈꯤꯗ꯭ꯔꯕ ꯇꯨꯡꯗ ꯃꯃꯥ ꯃꯄꯥ ꯑꯣꯏꯕꯁꯤꯡꯅ ꯅꯨꯡꯁꯤꯔꯕ ꯃꯆꯥ ꯑꯗꯨꯒꯤ ꯃꯇꯨꯡꯏꯟꯗꯨꯅ ꯈꯛ ꯆꯠꯈꯤꯗꯦ꯫ ꯃꯤꯑꯣꯏꯄꯣꯛꯅꯤ ꯈꯜꯂꯒ ꯀꯥꯎꯊꯣꯛꯅꯕ ꯍꯣꯠꯅꯩ ꯑꯃꯁꯨꯡ ꯈꯨꯟꯗꯥ ꯂꯩꯇꯥꯕꯔꯣꯝꯗ ꯃꯥꯏ ꯑꯣꯟꯁꯤꯟꯅꯩ꯫ ꯃꯇꯧ ꯑꯁꯨꯝꯅ ꯐꯨꯔꯨꯞ ꯃꯁꯦꯜꯒꯤ ꯃꯔꯛꯇ ꯊꯥꯡꯅꯔꯤꯕ ꯅꯥꯏꯅꯨ-ꯀꯤꯁꯤ ꯀꯥꯎꯊꯣꯛꯅꯕ ꯇꯥꯕꯅꯤ꯫ ꯃꯁꯤꯅ ꯑꯩꯈꯣꯏ ꯄꯨꯝꯅꯃꯛꯀꯤ ꯑꯣꯏꯅ ꯌꯥꯏꯐꯕ ꯑꯣꯏꯒꯅꯤ ꯍꯥꯏꯕꯁꯤ ꯀꯥꯡꯂꯨꯞ ꯈꯨꯗꯤꯡꯃꯛꯅ ꯈꯪꯐꯝ ꯊꯣꯛꯏ ꯐꯨꯔꯨꯞ ꯑꯃꯒ ꯑꯇꯣꯞꯄ ꯐꯨꯔꯨꯞ ꯑꯃꯒꯤ ꯃꯤꯑꯣꯏꯁꯤꯡꯒ ꯆꯥꯔꯧ ꯃꯧꯔꯧꯅꯕ ꯍꯥꯏꯕꯁꯤ ꯀꯥꯡꯂꯨꯞ ꯑꯅꯤꯒꯤ ꯃꯔꯛꯇ ꯅꯨꯡꯁꯤꯅꯕꯒꯤ ꯂꯤꯄꯨꯟ ꯍꯦꯟꯒꯠꯄꯗ ꯅꯠꯇꯅ ꯐꯨꯔꯨꯞ ꯑꯅꯤꯒꯤ ꯑꯣꯏꯕ ꯅꯛꯁꯤꯟꯅꯕ ꯃꯔꯤ ꯂꯩꯒꯅꯤ ꯍꯥꯏꯕꯁꯤ ꯄꯨꯝꯆꯨꯝ ꯆꯨꯝꯂꯕ ꯋꯥꯐꯝꯅꯤ꯫ ꯃꯅꯤꯄꯨꯔꯗ ꯈꯨꯟꯅꯥꯏꯅ ꯌꯥꯝꯅ ꯉꯜꯂꯤꯉꯩ ꯃꯇꯝꯗꯒꯤ ꯍꯧꯅ ꯀꯥꯡꯂꯨꯞ ꯃꯁꯦꯜꯒꯤ ꯑꯣꯏꯕ ꯆꯥꯔꯧ ꯃꯧꯔꯧꯅꯔꯛꯈꯤ ꯍꯥꯏꯕꯁꯤ ꯄꯨꯋꯥꯔꯤꯗ ꯊꯦꯡꯅꯩ꯫ ꯇꯝꯄꯥꯛ ꯂꯝꯗ ꯈꯨꯟꯗꯥꯔꯤꯕ ꯃꯩꯇꯩꯁꯤꯡ ꯃꯇꯝ ꯑꯃꯗ ꯆꯤꯡꯗ ꯈꯨꯟꯗꯥꯔꯝꯃꯤ ꯍꯥꯏꯕꯁꯤꯁꯨ ꯆꯦꯟꯕ ꯌꯥꯔꯔꯣꯏꯗꯕ ꯋꯥꯐꯝꯅꯤ꯫ ꯃꯁꯤꯃꯛꯅ ꯃꯔꯝ ꯑꯣꯏꯔꯒ ꯆꯤꯡ ꯑꯃꯁꯨꯡ ꯇꯝꯗ ꯈꯨꯟꯗꯥꯔꯤꯕ ꯆꯤꯡꯃꯤꯇꯝꯃꯤꯁꯤꯡ "ꯄꯨ" ꯑꯃꯠꯇꯒꯤ ꯃꯆꯥꯅꯤ ꯍꯥꯏꯅ ꯂꯧꯅꯩ꯫ ꯃꯤꯇꯩ ꯅꯤꯡꯊꯧꯅ ꯆꯤꯡꯃꯤ ꯅꯤꯉꯣꯜ ꯂꯧꯔꯕ ꯂꯩꯃꯔꯦꯜ ꯐꯝꯊꯣꯟ ꯍꯥꯄꯇꯨꯅ ꯂꯩꯕꯥꯛꯀꯤ ꯋꯥꯌꯦꯟ ꯊꯧꯗꯥꯗ ꯁꯔꯨꯛ ꯌꯥꯈꯤꯕ ꯄꯥꯝꯍꯩꯕ ꯅꯤꯡꯊꯧꯒꯤ ꯍꯥꯛꯇꯛꯇ ꯊꯣꯛꯈꯤ꯫ ꯃꯁꯤꯗꯁꯨ ꯅꯠꯇꯅ ꯅꯤꯡꯊꯧꯔꯣꯜ ꯀꯌꯥꯅ ꯆꯤꯡꯃꯤ ꯆꯤꯡꯃꯤ ꯅꯤꯉꯣꯜ ꯂꯧꯗꯨꯅ ꯆꯤꯡꯃꯤ ꯇꯝꯃꯤꯒꯤ ꯃꯔꯛꯇ ꯑꯄꯨꯟꯕ ꯁꯛꯇꯝ ꯁꯥꯒꯠꯂꯝꯃꯤ꯫ꯑꯁꯨꯝꯅ ꯌꯥꯝꯅ ꯉꯜꯂꯤꯉꯩ ꯃꯇꯝꯗ ꯆꯤꯡꯃꯤ ꯑꯃꯁꯨꯡ ꯇꯝꯃꯤ ꯍꯥꯏꯕꯁꯤ ꯇꯠꯅ-ꯊꯥꯅꯕ ꯌꯥꯔꯔꯣꯏꯗꯕ ꯐꯨꯔꯨꯞ ꯑꯃꯒꯨꯝꯅ ꯂꯩꯃꯤꯟꯅꯔꯛꯏ꯫ ꯑꯁꯤꯒꯨꯝꯕ ꯅꯨꯡꯁꯤ ꯆꯥꯟꯅꯕꯅ ꯊꯜꯂꯕ ꯄꯨꯟꯁꯤꯔꯣꯜ ꯑꯁꯤ ꯃꯤꯑꯣꯏ ꯈꯔꯒꯤ ꯈꯨꯖꯤꯜ ꯊꯧꯔꯥꯡꯅ ꯃꯔꯝ ꯑꯣꯏꯔꯗꯨꯅ ꯍꯧꯈꯤꯕ ꯆꯍꯤ ꯈꯔ ꯑꯁꯤꯗ ꯅꯤꯡꯉꯥꯏ ꯁꯪꯗꯥꯅꯕꯒꯤ ꯊꯧꯗꯣꯛ ꯀꯌꯥꯃꯔꯨꯝ ꯇꯠꯇꯅ ꯊꯣꯛꯂꯤ꯫ ꯇꯝꯃꯤꯁꯤꯡꯕꯨ ꯆꯤꯡꯗ ꯈꯨꯟꯗꯥꯕ ꯌꯥꯔꯣꯏ, ꯂꯝꯀꯦꯠ ꯂꯝꯍꯥꯏꯕ ꯃꯤꯑꯣꯏ ꯈꯔꯅ ꯆꯠꯊꯔꯛꯄ ꯀ꯭ꯔꯥꯏꯝꯗ ꯀꯥꯡꯂꯨꯞꯀꯤ ꯂꯥꯟꯖꯥꯎ ꯊꯣꯛꯅꯅꯕ ꯁꯤꯜꯂꯤ꯫ ꯑꯁꯤꯒꯨꯝꯕ ꯇꯥꯟꯐꯝ ꯑꯁꯤꯗ ꯀꯥꯡꯂꯨꯞꯀꯤ ꯑꯣꯏꯅ ꯆꯥꯔꯧ ꯃꯧꯔꯧꯅꯕ ꯍꯥꯏꯕꯁꯤ ꯌꯥꯝꯅꯃꯛ ꯃꯊꯧ ꯇꯥꯏ꯫